ꯁꯃꯨꯗ꯭ꯔ ꯑꯁꯤꯕꯨ ꯀꯔꯤꯅꯥ ꯑꯈꯟꯅꯕꯥ ꯑꯣꯏꯍꯜꯂꯤꯕꯅꯣ ꯍꯥꯏꯕꯗꯨ ꯐꯣꯡꯗꯣꯛꯄꯤꯌꯨ꯫ ꯁꯃꯨꯗ꯭ꯔ ꯑꯁꯤ ꯄ꯭ꯔꯤꯏꯊꯤꯕꯤꯒꯤ ꯃꯊꯛꯇꯥ ꯆꯥꯗꯥ ꯍꯨꯝꯐꯨꯇꯔꯥ ꯍꯦꯟꯅꯥ ꯀꯣꯟꯁꯤꯜꯂꯤꯕꯥ ꯑꯆꯧꯕꯥ ꯑꯃꯁꯨꯡ ꯀꯝꯄ꯭ꯂꯦꯛꯁ ꯑꯣꯏꯕꯥ ꯏꯀꯣꯁꯤꯁꯇꯦꯝ ꯑꯃꯅꯤ꯫ ꯃꯁꯤ ꯃꯔꯝ ꯀꯌꯥꯒꯤ ꯃꯔꯝꯗꯒꯤ ꯊꯥꯖꯕꯥ ꯌꯥꯗꯕꯥ ꯃꯑꯣꯡꯗꯥ ꯑꯈꯟꯅꯕꯥ ꯑꯃꯅꯤ, ꯃꯈꯣꯏꯁꯤꯡ ꯑꯗꯨꯗꯤ: ꯕꯥꯏꯑꯣꯗꯥꯏꯕꯔꯁꯤꯇꯤ: ꯁꯃꯨꯗ꯭ꯔ ꯑꯁꯤ ꯃꯥꯏꯀ꯭ꯔꯣꯁꯀꯣꯄꯤꯛ ꯑꯣꯔꯒꯥꯅꯤꯖꯝꯗꯒꯤ ꯍꯧꯔꯒꯥ ꯑꯆꯧꯕꯥ ꯝꯈꯜꯁꯤꯡ ꯐꯥꯎꯕꯥ ꯑꯃꯁꯨꯡ ꯀꯣꯔꯜ ꯔꯤꯐꯜꯗꯒꯤ ꯍꯧꯔꯒꯥ ꯗꯤꯞ ꯁꯃꯨꯗ꯭ꯔꯒꯤ ꯇ꯭ꯔꯦꯟꯆꯁꯤꯡ ꯐꯥꯎꯕꯥ ꯑꯉꯛꯄꯥ ꯃꯈꯜ ꯀꯌꯥꯒꯤ ꯄꯥꯝꯕꯤ ꯑꯃꯁꯨꯡ ꯁꯥ-ꯁꯟꯒꯤ ꯄꯨꯟꯁꯤꯒꯤ ꯃꯌꯨꯝ ꯑꯣꯏꯔꯤ꯫ ꯀ꯭ꯂꯥꯏꯃꯦꯠ ꯔꯦꯒꯨꯂꯦꯁꯟ: ꯁꯃꯨꯗ꯭ꯔꯅꯥ ꯄ꯭ꯔꯤꯊꯤꯕꯤꯒꯤ ꯀ꯭ꯂꯥꯏꯃꯦꯠ ꯔꯤꯒꯨꯂꯦꯠ ꯇꯧꯕꯗꯥ ꯃꯔꯨꯑꯣꯏꯕꯥ ꯊꯧꯗꯥꯡ ꯂꯧꯔꯤ, ꯃꯁꯤꯅꯥ ꯁꯤꯡ ꯑꯃꯁꯨꯡ ꯍꯤꯠ ꯄꯝ ꯑꯅꯤꯃꯛꯀꯤ ꯃꯑꯣꯡꯗꯥ ꯊꯕꯛ ꯇꯧꯏ꯫ ꯀꯥꯔꯕꯣꯟ ꯗꯥꯏꯑꯣꯛꯁꯥꯏꯗꯀꯤ ꯃꯁꯤꯡ ꯌꯥꯝꯅꯥ ꯁꯣꯛꯍꯟꯗꯨꯅꯥ ꯑꯃꯁꯨꯡ ꯊꯝꯗꯨꯅꯥ ꯁꯃꯨꯗ꯭ꯔꯅꯥ ꯒ꯭ꯔꯤꯟꯍꯥꯎꯁ ꯏꯐꯦꯛꯇ ꯍꯟꯊꯍꯟꯕꯗꯥ ꯃꯇꯦꯡ ꯄꯥꯡꯏ꯫ ꯃꯁꯤꯅꯥ ꯃꯁꯤꯒꯤ ꯀꯔꯦꯟꯁꯤꯡꯒꯤ ꯈꯨꯠꯊꯥꯡꯗꯥ ꯍꯤꯠ ꯑꯗꯨ ꯑꯃꯨꯛ ꯍꯟꯅꯥ ꯌꯦꯟꯊꯣꯛꯇꯨꯅꯥ ꯋꯦꯗꯔ ꯄꯦꯇ꯭ꯔꯟꯗꯁꯨ ꯏꯊꯤꯜ ꯄꯤ꯫ ꯖꯤꯑꯣꯂꯣꯖꯤ: ꯁꯃꯨꯗ꯭ꯔ ꯑꯁꯤꯅꯥ ꯄ꯭ꯔꯤꯊꯤꯕꯤꯒꯤ ꯈ꯭ꯋꯥꯏꯗꯒꯤ ꯇꯣꯞ ꯇꯣꯞꯄꯥ ꯏꯁꯤꯡꯒꯤ ꯃꯈꯥꯗꯥ ꯂꯩꯕꯥ ꯖꯤꯑꯣꯂꯣꯖꯤꯀꯦꯜ ꯐꯣꯔꯃꯦꯁꯟ ꯈꯔꯗꯤ ꯊꯝꯃꯤ, ꯃꯗꯨꯒꯤ ꯃꯅꯨꯡꯗꯥ ꯚꯣꯜꯀꯦꯅꯤꯛ ꯚꯦꯟꯇꯤꯂꯦꯁꯟꯁꯤꯡ, ꯁꯃꯨꯗ꯭ꯔꯒꯤ ꯃꯈꯥꯗꯥ ꯂꯩꯕꯥ ꯇꯨꯔꯦꯜꯁꯤꯡ ꯑꯃꯁꯨꯡ ꯑꯋꯥꯡꯕꯥ ꯁꯃꯨꯗ꯭ꯔꯒꯤ ꯇ꯭ꯔꯦꯟꯆꯁꯤꯡ ꯌꯥꯎꯔꯤ꯫ ꯏꯀꯣꯅꯣꯃꯤꯛ: ꯁꯃꯨꯗ꯭ꯔꯅꯥ ꯃꯤꯑꯣꯏꯕꯒꯤ ꯊꯕꯛ ꯊꯧꯔꯝꯁꯤꯡꯗꯥ ꯃꯇꯦꯡ ꯄꯥꯡꯏ, ꯉꯥ ꯐꯥꯕꯥ ꯑꯃꯁꯨꯡ ꯖꯍꯥꯖ ꯊꯥꯕꯗꯒꯤ ꯍꯧꯔꯒꯥ ꯇꯨꯔꯤꯖꯝ ꯑꯃꯁꯨꯡ ꯅꯨꯡꯉꯥꯏꯕꯥ ꯐꯣꯡꯗꯣꯛꯄꯥ ꯐꯥꯎꯕꯅꯤ꯫ ꯊꯤꯖꯤꯟꯈꯤꯗꯕꯥ ꯃꯤꯠꯌꯦꯡ: ꯆꯍꯤ ꯀꯌꯥ ꯊꯤꯖꯤꯟꯈ꯭ꯔꯕꯁꯨ, ꯁꯃꯨꯗ꯭ꯔꯒꯤ ꯑꯌꯥꯝꯕꯥ ꯁꯔꯨꯛ ꯑꯁꯤ ꯃꯤꯠꯌꯦꯡ ꯊꯝꯗꯅꯥ ꯂꯩꯔꯤ, ꯀꯩꯗꯧꯉꯩꯗꯁꯨ ꯊꯤꯖꯤꯟꯈꯤꯗꯕꯥ ꯑꯆꯧꯕꯥ ꯃꯐꯝꯁꯤꯡ ꯂꯩꯔꯤ꯫ ꯑꯁꯤꯒꯨꯝꯕꯥ ꯃꯑꯣꯡꯗꯥ, ꯃꯁꯤꯅꯥ ꯑꯅꯧꯕꯥ ꯗꯤꯁꯀꯣꯚꯔꯤꯁꯤꯡ, ꯑꯅꯧꯕꯥ ꯔꯤꯁꯣꯔꯁꯁꯤꯡ, ꯑꯃꯁꯨꯡ ꯄ꯭ꯔꯤꯊꯤꯕꯤ ꯑꯃꯁꯨꯡ ꯃꯁꯤꯒꯤ ꯀꯝꯄ꯭ꯂꯦꯛꯁ ꯁꯤꯁꯇꯦꯝꯁꯤꯡꯅꯥ ꯀꯔꯝꯅꯥ ꯊꯕꯛ ꯇꯧꯕꯒꯦ ꯍꯥꯏꯕꯒꯤ ꯑꯅꯧꯕꯥ ꯂꯧꯁꯤꯡꯒꯤ ꯋꯥꯁꯛ ꯑꯗꯨ ꯊꯝꯂꯤ꯫ ꯃꯤꯌꯥꯝꯅꯥ ꯃꯈꯣꯏꯒꯤ ꯑꯀꯣꯏꯕꯒꯤ ꯐꯤꯕꯝꯗꯥ ꯁꯣꯛꯍꯜꯂꯛꯄꯥ ꯍꯟꯊꯍꯟꯅꯕꯥ ꯑꯅꯧꯕꯥ ꯄꯥꯝꯕꯩ ꯑꯃꯥ ꯄ꯭ꯔꯄꯣꯖ ꯇꯧꯁꯤ꯫ ꯃꯤꯌꯥꯝꯅꯥ ꯃꯈꯣꯏꯒꯤ ꯑꯀꯣꯏꯕꯒꯤ ꯐꯤꯕꯝꯗꯥ ꯁꯣꯛꯍꯟꯕꯥ ꯍꯟꯊꯍꯟꯅꯕꯒꯤ ꯑꯅꯧꯕꯥ ꯄꯥꯝꯕꯩ ꯑꯃꯗꯤ ꯖꯤꯔꯣ ꯋꯦꯁ ꯂꯥꯏꯐꯁ꯭ꯇꯥꯏꯜ ꯑꯃꯥ ꯂꯧꯁꯤꯟꯕꯅꯤ꯫ ꯃꯁꯤꯅꯥ ꯃꯔꯨꯑꯣꯏꯅꯥ ꯃꯆꯥꯛꯁꯤꯡ ꯍꯟꯊꯍꯟꯕꯥ ꯑꯃꯁꯨꯡ ꯑꯃꯨꯛ ꯍꯟꯅꯥ ꯁꯤꯖꯤꯟꯅꯕꯥ ꯑꯁꯤꯒꯨꯝꯕꯥ ꯂꯝꯆꯠ-ꯁꯥꯖꯠꯁꯤꯡ ꯂꯧꯈꯠꯄꯒꯤ ꯈꯨꯠꯊꯥꯡꯗꯥ ꯃꯤꯑꯣꯏ ꯑꯃꯅꯥ ꯅꯠꯇ꯭ꯔꯒꯥ ꯌꯨꯝꯊꯣꯡ ꯑꯃꯅꯥ ꯄꯨꯊꯣꯛꯄꯥ ꯑꯃꯣꯠꯄꯁꯤꯡꯒꯤ ꯆꯥꯡ ꯍꯟꯊꯍꯟꯕꯥ ꯍꯥꯏꯕꯁꯤ ꯌꯥꯎꯏ꯫ ꯃꯁꯤ ꯐꯪꯅꯕꯥ ꯃꯤꯌꯥꯝꯅꯥ ꯑꯃꯨꯛ ꯍꯟꯅꯥ ꯁꯤꯖꯤꯟꯅꯕꯥ ꯌꯥꯕꯥ ꯑꯜꯇꯔꯅꯦꯇꯤꯞꯁꯤꯡꯅꯥ ꯃꯍꯨꯠ ꯁꯤꯟꯗꯨꯅꯥ ꯢꯁꯇ꯭ꯔꯣ, ꯄ꯭ꯂꯥꯁꯇꯤꯛ ꯕꯦꯒ, ꯑꯃꯁꯨꯡ ꯗꯤꯁꯄꯣꯖꯦꯕꯜ ꯀꯠꯂꯔꯤꯒꯨꯝꯕꯥ ꯁꯤꯡꯒꯜ-ꯌꯨꯖ ꯄ꯭ꯂꯥꯁꯇꯤꯛꯁꯤꯡ ꯁꯤꯖꯤꯟꯅꯕꯥ ꯍꯟꯊꯍꯟꯗꯨꯅꯥ ꯍꯧꯕꯥ ꯌꯥꯏ꯫ ꯃꯁꯤꯒꯤ ꯃꯊꯛꯇꯥ, ꯃꯈꯣꯏꯅꯥ ꯃꯊꯧ ꯇꯥꯔꯤꯕꯥ ꯑꯗꯨ ꯈꯛꯇꯃꯛ ꯂꯧꯕꯥ ꯈꯟꯗꯨꯅꯥ, ꯄꯦꯀꯦꯖꯤꯡ-ꯐ꯭ꯔꯤ ꯕꯜꯀ ꯒꯨꯗꯁꯤꯡ ꯅꯠꯇ꯭ꯔꯒꯥ ꯔꯤꯁꯥꯏꯀꯜ ꯇꯧꯕꯥ ꯌꯥꯕꯥ ꯃꯆꯥꯛꯁꯤꯡꯗꯥ ꯄꯦꯀꯦꯠ ꯇꯧꯔꯕꯥ ꯄꯣꯠꯊꯣꯛꯁꯤꯡ ꯈꯟꯗꯨꯅꯥ ꯃꯥꯏꯟꯐ꯭ꯔꯦꯟꯗ ꯁꯣꯄꯤꯡ ꯄ꯭ꯔꯦꯛꯇꯤꯁ ꯇꯧꯕꯥ ꯌꯥꯏ꯫ ꯖꯤꯔꯣ ꯋꯦꯁ ꯑꯁꯤ ꯂꯧꯁꯤꯟꯕꯒꯤ ꯑꯇꯣꯞꯄꯥ ꯃꯑꯣꯡ ꯑꯃꯗꯤ ꯐꯨꯗ ꯋꯦꯁ ꯀꯝꯄꯣꯁ ꯇꯧꯗꯨꯅꯥ ꯄꯥꯝꯕꯤꯁꯤꯡ ꯑꯃꯁꯨꯡ ꯒꯥꯔꯗꯦꯟꯁꯤꯡꯗꯥ ꯃꯆꯤ ꯑꯣꯏꯕꯥ ꯆꯤꯟꯖꯥꯛ ꯄꯤꯕꯗꯥ ꯁꯤꯖꯤꯟꯅꯕꯅꯤ, ꯃꯁꯤꯅꯥ ꯀꯦꯃꯤꯀꯦꯜ ꯐꯔꯇꯤꯂꯥꯏꯖꯔꯒꯤ ꯃꯊꯧ ꯇꯥꯕꯥ ꯍꯟꯊꯍꯜꯂꯤ꯫ ꯃꯤꯌꯥꯝꯅꯥ ꯃꯈꯣꯏꯒꯤ ꯌꯨꯝꯗꯥ ꯏꯅꯔꯖꯤ ꯑꯃꯁꯨꯡ ꯏꯁꯤꯡ ꯁꯤꯖꯤꯟꯅꯕꯥ ꯍꯟꯊꯍꯟꯗꯨꯅꯥ, ꯃꯤꯌꯥꯝꯒꯤ ꯆꯠꯊꯣꯛ-ꯆꯠꯁꯤꯟ, ꯌꯥꯔꯤꯕꯃꯈꯩ ꯕꯥꯏꯀꯤꯡ ꯅꯠꯇ꯭ꯔꯒꯥ ꯈꯣꯡꯅꯥ ꯆꯠꯄꯥ, ꯑꯃꯁꯨꯡ ꯏꯅꯔꯖꯤ ꯏꯐꯤꯁꯤꯌꯦꯟꯇ ꯑꯣꯏꯕꯥ ꯑꯦꯄ꯭ꯂꯥꯏꯑꯦꯟꯁꯁꯤꯡ ꯑꯃꯁꯨꯡ ꯒꯥꯔꯤꯁꯤꯡ ꯈꯟꯕꯅꯥ ꯃꯈꯣꯏꯒꯤ ꯀꯥꯔꯕꯣꯟ ꯐꯨꯠꯄ꯭ꯔꯤꯟꯇꯁꯨ ꯍꯟꯊꯍꯟꯕꯥ ꯌꯥꯏ꯫ ꯂꯣꯏꯁꯤꯜꯂꯛꯄꯗꯥ, ꯖꯤꯔꯣ ꯋꯦꯁ ꯂꯥꯏꯐꯁ꯭ꯇꯥꯏꯜ ꯑꯁꯤ ꯃꯤꯌꯥꯝꯅꯥ ꯃꯈꯣꯏꯒꯤ ꯑꯀꯣꯏꯕꯒꯤ ꯐꯤꯕꯝꯗꯥ ꯁꯣꯛꯍꯜꯂꯤꯕꯥ ꯍꯟꯊꯍꯟꯅꯕꯥ ꯑꯃꯁꯨꯡ ꯇꯨꯡꯒꯤ ꯃꯤꯔꯣꯜꯁꯤꯡꯒꯤꯗꯃꯛꯇꯥ ꯄ꯭ꯂꯥꯅꯦꯠ ꯑꯁꯤ ꯉꯥꯛꯇꯨꯅꯥ ꯊꯝꯕꯗꯥ ꯃꯇꯦꯡ ꯄꯥꯡꯅꯕꯥ ꯆꯠꯅꯕꯥ ꯌꯥꯕꯥ ꯑꯃꯁꯨꯡ ꯇꯨꯡ ꯀꯣꯏꯅꯥ ꯆꯠꯀꯗꯕꯥ ꯃꯑꯣꯡ ꯑꯃꯅꯤ꯫